ꯅꯦꯆꯔꯦꯜ ꯂꯦꯡꯒꯨꯌꯦꯖ ꯄ꯭ꯔꯣꯁꯦꯁꯤꯡꯗꯥ ꯋꯥꯍꯩꯁꯤꯡꯒꯤ ꯕꯦꯒ ꯍꯥꯏꯕ ꯋꯥꯈꯜꯂꯣꯟ ꯑꯁꯤ ꯐꯣꯡꯗꯣꯛꯄꯤꯌꯨ꯫ ꯅꯦꯆꯔꯦꯜ ꯂꯦꯡꯒꯨꯌꯦꯖ ꯄ꯭ꯔꯣꯁꯦꯁꯤꯡ ꯗꯥ ꯋꯥꯍꯩꯁꯤꯡꯒꯤ ꯕꯦꯒ ꯍꯥꯏꯕꯁꯤ ꯃꯦꯁꯤꯟ ꯂꯔꯅꯤꯡ ꯑꯦꯜꯒꯣꯔꯤꯊꯝꯁꯤꯡꯅ ꯄ꯭ꯔꯣꯁꯦꯁ ꯇꯧꯕ ꯉꯝꯅꯕ ꯇꯦꯛꯁ ꯗꯦꯇꯥ ꯑꯗꯨ ꯅ꯭ꯌꯨꯃꯔꯤꯛ ꯐꯣꯔꯃꯦꯠꯇꯥ ꯑꯣꯟꯊꯣꯛꯇꯨꯅ ꯔꯤꯄꯔꯗꯛ ꯇꯧꯕꯗ ꯁꯤꯖꯤꯟꯅꯕ ꯀꯃꯟ ꯑꯣꯏꯕ ꯃꯦꯊꯗ ꯑꯃꯅꯤ꯫ ꯃꯁꯤ ꯗꯣꯀ꯭ꯌꯨꯃꯦꯟ ꯑꯃꯗ ꯋꯥꯍꯩ ꯈꯨꯗꯤꯡꯃꯛ ꯀꯌꯥ ꯌꯥꯝꯅ ꯌꯥꯎꯕꯒꯦ ꯍꯥꯏꯕꯗꯨ ꯂꯦꯞꯊꯣꯛꯇꯨꯅ, ꯑꯃꯁꯨꯡ ꯗꯣꯀ꯭ꯌꯨꯃꯦꯟ ꯈꯨꯗꯤꯡꯃꯛ ꯋꯥꯍꯩꯁꯤꯡ ꯑꯁꯤ ꯌꯥꯎꯕꯥ ꯕꯦꯒ ꯁꯦꯠ ꯑꯃꯥ ꯑꯣꯏꯅꯥ ꯑꯣꯔꯒꯥꯅꯥꯏꯖ ꯇꯧꯗꯨꯅ ꯇꯦꯛꯁꯇꯒꯤ ꯐꯤꯆꯔꯁꯤꯡ ꯂꯧꯊꯣꯛꯄꯒꯤ ꯃꯑꯣꯡ ꯑꯃꯅꯤ꯫ ꯃꯁꯤꯅ ꯗꯦꯇꯥꯁꯤꯡꯀꯤ ꯃꯅꯨꯡꯗ ꯂꯩꯕꯥ ꯗꯣꯀ꯭ꯌꯨꯃꯦꯟ ꯄꯨꯝꯅꯃꯛꯇꯒꯤ ꯑꯈꯟꯅꯕ ꯋꯥꯍꯩ ꯄꯨꯝꯅꯃꯛꯀꯤ ꯑꯆꯧꯕ ꯋꯥꯍꯩ-ꯋꯥꯇꯥ ꯑꯃꯥ ꯁꯦꯝꯗꯨꯅ ꯊꯕꯛ ꯇꯧꯏ, ꯃꯗꯨꯒꯤ ꯃꯇꯨꯡꯗ ꯗꯣꯀ꯭ꯌꯨꯃꯦꯟ ꯈꯨꯗꯤꯡꯃꯛ ꯃꯁꯤꯡꯒꯤ ꯚꯦꯛꯇꯔ ꯑꯃꯥ ꯑꯣꯏꯅꯥ ꯔꯤꯄꯔꯖꯦꯟ ꯇꯧꯏ, ꯃꯐꯝ ꯑꯗꯨꯗ ꯅꯝꯕꯔ ꯈꯨꯗꯤꯡꯃꯛꯅ ꯋꯥꯍꯩꯒꯤ ꯃꯅꯨꯡꯗ ꯂꯩꯕꯥ ꯋꯥꯍꯩ ꯑꯃꯒ ꯃꯥꯟꯅꯕ ꯗꯣꯀ꯭ꯌꯨꯃꯦꯟ ꯑꯗꯨꯗꯥ ꯂꯩꯔꯤꯕ ꯋꯥꯍꯩꯁꯤꯡꯒꯤ ꯃꯁꯤꯡ ꯅꯠꯇꯔꯒ ꯐ꯭ꯔꯤꯀ꯭ꯋ‌ꯦꯟꯁꯤ ꯑꯗꯨ ꯎꯠꯂꯤ꯫ ꯕꯦꯒ ꯍꯥꯏꯕ ꯃꯃꯤꯡ ꯑꯁꯤꯅ ꯋꯥꯍꯩꯁꯤꯡꯗ ꯌꯥꯎꯔꯤꯕ ꯋꯥꯍꯩꯁꯤꯡꯒꯤ ꯑꯣꯔꯗꯔ ꯑꯗꯨ ꯌꯦꯡꯁꯤꯟꯕꯤꯗꯕ, ꯃꯈꯣꯏꯒꯤ ꯐ꯭ꯔꯤꯀ꯭ꯋ‌ꯦꯟꯁꯤ ꯈꯛꯇꯃꯛ ꯂꯧꯗꯨꯅ ꯊꯝꯕ ꯑꯗꯨꯕꯨ ꯈꯪꯍꯜꯂꯤ꯫ ꯃꯁꯤꯅ ꯇꯥꯛꯄꯗꯤ ꯇꯣꯉꯥꯟ ꯇꯣꯉꯥꯟꯕ ꯑꯣꯔꯗꯔꯁꯤꯡꯗ ꯆꯞ ꯃꯥꯟꯅꯕ ꯋꯥꯍꯩꯁꯤꯡ ꯂꯩꯕ ꯗꯣꯀꯨꯃꯦꯟ ꯑꯅꯤꯅ ꯋꯥꯍꯩꯁꯤꯡꯒꯤ ꯕꯦꯒ ꯃꯣꯗꯦꯜ ꯑꯃꯗ ꯃꯥꯟꯅꯕ ꯚꯦꯛꯇꯔ ꯔꯤꯄꯔꯖꯦꯟꯇꯦꯁꯟꯁꯤꯡ ꯂꯩꯒꯅꯤ꯫ ꯋꯥꯍꯩꯁꯤꯡꯒꯤ ꯕꯦꯒ ꯃꯣꯗꯦꯜ ꯑꯁꯤ ꯇꯦꯛꯁ ꯀ꯭ꯂꯥꯁꯤꯐꯤꯀꯦꯁꯟ, ꯁꯦꯟꯇꯤꯃꯦꯟꯠ ꯑꯦꯅꯥꯂꯥꯏꯁꯤꯁ, ꯏꯟꯐꯣꯔꯃꯦꯁꯟ ꯔꯤꯇꯔꯤꯚꯜ ꯑꯃꯁꯨꯡ ꯑꯇꯣꯞꯄ ꯑꯦꯄꯂꯤꯀꯦꯁꯟꯁꯤꯡꯗꯥ ꯁꯤꯖꯤꯟꯅꯕ ꯌꯥꯒꯅꯤ꯫ ꯑꯗꯨꯝ ꯑꯣꯏꯅꯃꯛ, ꯂꯤꯃꯤꯇꯦꯁꯟ ꯈꯔꯗꯤ ꯃꯁꯤꯅꯥ ꯋꯥꯍꯩꯒꯤ ꯁꯤꯀ꯭ꯋ‌ꯦꯟꯁ, ꯁꯦꯃꯦꯟꯇꯤꯛꯁ ꯑꯃꯁꯨꯡ ꯁꯤꯟꯇꯦꯛꯁꯄꯨ ꯂꯧꯁꯤꯟꯗꯦ ꯃꯔꯝ ꯑꯗꯨꯅ ꯏꯟꯐꯣꯔꯃꯦꯁꯟ ꯃꯥꯡꯍꯟꯕ ꯌꯥꯕꯥ ꯁꯦꯟꯁꯟ ꯑꯗꯨꯒꯤ ꯀꯟꯇꯦꯛꯁ ꯑꯗꯨ ꯂꯧꯁꯤꯟꯕ ꯉꯝꯗꯦ꯫ ꯖꯦꯅꯦꯇꯤꯛ ꯃ꯭ꯌꯨꯇꯦꯁꯟ ꯑꯃꯥ ꯄꯤꯔꯒ, ꯃꯁꯤꯒꯤ ꯑꯔꯊ ꯀꯔꯤꯅꯣ ꯍꯥꯏꯕꯗꯨ ꯁꯟꯗꯣꯛꯅ ꯇꯥꯛꯄꯤꯌꯨ꯫ ꯁꯥꯏꯁꯇꯤꯛ ꯐꯥꯏꯕꯔ‌ꯣꯁꯤꯁ ꯇ꯭ꯔꯥꯁꯃ‌ꯦꯝꯕ꯭ꯔ‌ꯦꯟ ꯀꯟꯗꯛꯇ‌ꯦꯁ ꯔꯤꯒꯨꯂ‌ꯦꯇꯔꯒꯤ ꯖꯤꯟꯒꯤ ꯗꯤꯂꯤꯁꯟ ꯑꯃꯥ꯫ ꯁꯥꯏꯁꯇꯤꯛ ꯐꯥꯏꯕꯔ‌ꯣꯁꯤꯁ ꯇ꯭ꯔꯥꯁꯃ‌ꯦꯝꯕ꯭ꯔ‌ꯦꯟ ꯀꯟꯗꯛꯇ‌ꯦꯟꯁ ꯔꯤꯒꯨꯂ‌ꯦꯇꯔꯒꯤ ꯖꯤꯟ ꯑꯁꯤ ꯃꯨꯠꯊꯠꯄ ꯍꯥꯏꯕꯁꯤꯅ ꯁꯥꯏꯁꯇꯤꯛ ꯐꯥꯏꯕꯔ‌ꯣꯁꯤꯁ ꯇ꯭ꯔꯥꯁꯃ‌ꯦꯝꯕ꯭ꯔ‌ꯦꯟ ꯀꯟꯗꯛꯇ‌ꯦꯟꯁ ꯔꯤꯒꯨꯂ‌ꯦꯇꯔꯒꯤ ꯖꯤꯟꯒꯤ ꯗꯤꯑꯣꯛꯁꯤꯔꯥꯏꯕ‌ꯣꯅꯨꯀ꯭ꯂꯤꯛ ꯑꯦꯁꯤꯠ ꯁꯥꯏꯁꯇꯤꯛ ꯐꯥꯏꯕꯔ‌ꯣꯁꯤꯁ ꯇ꯭ꯔꯥꯁꯃ‌ꯦꯝꯕ꯭ꯔ‌ꯦꯟ ꯀꯟꯗꯛꯇ‌ꯦꯟꯁ ꯔꯤꯒꯨꯂ‌ꯦꯇꯔꯅꯥ ꯁꯤꯁ꯭ꯇꯤꯛ ꯐꯥꯏꯕ꯭ꯔꯣꯁꯤꯁ ꯇ꯭ꯔꯥꯟꯁꯃꯦꯝꯕ꯭ꯔꯦꯟ ꯀꯟꯗꯛꯇ‌ꯦꯟꯁ ꯔꯤꯒꯨꯂꯦꯇꯔꯒꯤ ꯑꯦꯀꯔꯣꯅꯤꯝ ꯑꯃꯅꯤ, ꯃꯁꯤꯅ ꯁꯦꯜꯁꯤꯡꯗ ꯂꯣꯟ ꯑꯃꯁꯨꯡ ꯏꯁꯤꯡ ꯆꯠꯊꯣꯛ-ꯆꯠꯁꯤꯟ ꯇꯧꯕꯒꯤ ꯗꯥꯏꯇ ꯂꯧꯔꯤꯕꯥ ꯄ꯭ꯔꯣꯇꯤꯟ ꯑꯃꯅꯤ꯫ ꯖꯤꯟꯁꯤꯡꯗ ꯄ꯭ꯔꯣꯇꯤꯟ ꯁꯦꯝꯕꯒꯤ ꯏꯟꯁ꯭ꯇꯔꯛꯁꯟꯁꯤꯡ ꯌꯥꯎꯕꯅ, ꯗꯤꯂꯤꯁꯟ ꯌꯥꯎꯅ ꯑꯍꯣꯡꯕ ꯅꯠꯇꯔꯒ ꯃ꯭ꯌꯨꯇꯦꯁꯟ ꯑꯃꯍꯦꯛꯇꯅ ꯃꯁꯤꯅ ꯄꯨꯊꯣꯛꯄꯥ ꯄ꯭ꯔꯣꯇꯤꯟ ꯑꯗꯨꯒꯤ ꯊꯕꯛ ꯊꯧꯔꯝꯁꯤꯡ ꯍꯣꯡꯗꯣꯛꯄ ꯌꯥꯏ꯫